ꯀꯝꯄꯌꯨꯇꯔ ꯑꯃꯕꯨ ꯁꯦꯀꯌꯨꯑꯣꯔ ꯑꯣꯏꯍꯟꯅꯕꯒꯤ ꯃꯑꯣꯡ ꯑꯃꯥ ꯄꯤꯌꯨ꯫ ꯅꯍꯥꯛꯀꯤ ꯀꯝꯄꯌꯨꯇꯔꯒꯤ ꯁꯦꯛꯌꯨꯔꯤꯇꯤ ꯐꯒꯠꯍꯟꯅꯕꯒꯤ ꯃꯑꯣꯡ ꯀꯌꯥ ꯂꯩ꯫ ꯃꯈꯥꯗꯥ ꯄꯤꯔꯤꯕꯥ ꯁꯖꯦꯁꯟ ꯈꯔꯗꯤ ꯃꯈꯥꯗꯥ ꯄꯤꯔꯤ: ꯑꯀꯟꯕꯥ ꯑꯃꯁꯨꯡ ꯑꯈꯟꯅꯕ ꯄꯥꯁꯋꯥꯔꯗ ꯑꯃꯥ ꯁꯤꯖꯤꯟꯅꯧ: ꯅꯍꯥꯛꯀꯤ ꯄꯥꯁꯋꯥꯔꯗ ꯑꯗꯨ ꯈꯪꯗꯣꯛꯄꯥ ꯅꯠꯇꯔꯒ ꯀ꯭ꯔꯦꯛ ꯇꯧꯕꯗ ꯑꯋꯥꯕ ꯑꯣꯏꯍꯟꯅꯕ ꯑꯛꯁꯔ, ꯅꯝꯕꯔ ꯑꯃꯁꯨꯡ ꯁꯤꯝꯕꯣꯜꯁꯤꯡꯒꯤ ꯀꯝꯕꯤꯅꯦꯁꯟ ꯑꯃꯥ ꯁꯤꯖꯤꯟꯅꯧ꯫ ꯑꯦꯟꯇꯤ ꯚꯥꯏꯔꯁ ꯑꯃꯁꯨꯡ ꯑꯦꯟꯇꯤ ꯃꯥꯜꯋꯥꯌꯔ ꯁꯣꯐꯋꯥꯌꯔ ꯏꯟꯁ꯭ꯇꯣꯜ ꯇꯧꯕꯥ: ꯁꯣꯐꯋꯥꯌꯔ ꯄ꯭ꯔꯣꯒ꯭ꯔꯥꯝꯁꯤꯡ ꯑꯁꯤꯅ ꯅꯍꯥꯛꯀꯤ ꯀꯝꯄꯌꯨꯇꯔ ꯑꯗꯨ ꯅꯍꯥꯛꯀꯤ ꯗꯦꯇꯥ ꯑꯃꯁꯨꯡ ꯄꯔꯁꯣꯅꯦꯜ ꯏꯟꯐꯣꯔꯃꯦꯁꯟꯗ ꯁꯣꯛꯍꯟꯕ ꯌꯥꯕꯥ ꯃꯥꯡ-ꯇꯥꯛꯅꯤꯡꯉꯥꯏ ꯑꯣꯏꯕ ꯚꯥꯏꯔꯁ ꯑꯃꯁꯨꯡ ꯃꯥꯜꯋꯥꯌꯔꯗꯒꯤ ꯉꯥꯛꯊꯣꯛꯄꯗ ꯃꯇꯦꯡ ꯄꯥꯡꯏ꯫ ꯅꯍꯥꯛꯀꯤ ꯑꯣꯄꯔꯦꯇꯤꯡ ꯁꯤꯁ꯭ꯇꯦꯝ ꯑꯃꯁꯨꯡ ꯁꯣꯐꯋꯥꯌꯔ ꯑꯗꯨ ꯃꯇꯝꯒꯥ ꯆꯥꯟꯅꯕꯥ ꯑꯣꯏꯅꯥ ꯊꯝꯃꯨ: ꯅꯍꯥꯛꯀꯤ ꯑꯣꯄꯔꯦꯇꯤꯡ ꯁꯤꯁ꯭ꯇꯦꯝ ꯑꯃꯁꯨꯡ ꯑꯇꯩ ꯁꯣꯐꯋꯥꯌꯔꯁꯤꯡ ꯑꯗꯨ ꯅꯍꯥꯛꯅ ꯈ꯭ꯋꯥꯏꯗꯒꯤ ꯅꯧꯕꯥ ꯁꯦꯛꯌꯨꯔꯤꯇꯤ ꯐꯤꯆꯔꯁꯤꯡ ꯑꯃꯁꯨꯡ ꯐꯤꯛꯁꯁꯤꯡ ꯂꯩꯕ꯭ꯔꯥ ꯍꯥꯏꯕꯗꯨ ꯆꯥꯡ ꯅꯥꯏꯅꯥ ꯑꯞꯗꯦꯠ ꯇꯧ꯫ ꯐꯥꯏꯔꯋꯥꯜ ꯏꯅꯦꯕꯜ ꯇꯧꯕꯥ: ꯐꯥꯏꯔꯋꯥꯜ ꯑꯃꯅꯥ ꯍꯦꯀꯥꯔꯁꯤꯡꯅꯥ ꯅꯍꯥꯛꯀꯤ ꯀꯝꯄꯌꯨꯇꯔꯗꯥ ꯑꯦꯛꯁꯦꯁ ꯇꯧꯕꯥ ꯑꯃꯁꯨꯡ ꯁꯦꯟꯁꯤꯇꯤꯚ ꯏꯟꯐꯣꯔꯃꯦꯁꯟ ꯍꯨꯔꯥꯟꯕꯗꯥ ꯃꯇꯦꯡ ꯄꯥꯡꯏ꯫ ꯗꯥꯎꯟꯂꯣꯗ ꯇꯧꯕ ꯃꯇꯝꯗ ꯆꯦꯛꯁꯤꯟꯒꯗꯕꯅꯤ: ꯊꯥꯖꯕ ꯌꯥꯕꯥ ꯁꯣꯔꯁꯁꯤꯡꯗꯒꯤ ꯐꯥꯏꯜ ꯑꯃꯁꯨꯡ ꯑꯦꯇꯦꯆꯃꯦꯟꯠꯁꯤꯡ ꯈꯛꯇꯃꯛ ꯗꯥꯎꯟꯂꯣꯗ ꯇꯧꯕꯤꯌꯨ, ꯑꯃꯁꯨꯡ ꯗꯥꯎꯟꯂꯣꯗ ꯇꯧꯗ꯭ꯔꯤꯉꯩꯗꯥ ꯁꯣꯔꯁ ꯑꯗꯨ ꯂꯦꯖꯤꯁ꯭ꯂꯦꯇꯤꯕ ꯑꯣꯏꯕ꯭ꯔꯥ ꯍꯥꯏꯕꯗꯨ ꯚꯦꯔꯤꯐꯥꯏ ꯇꯧꯕꯤꯌꯨ꯫ ꯑꯅꯤ ꯐꯦꯛꯇꯔ ꯑꯣꯊꯦꯟꯇꯤꯀꯦꯁꯟ ꯁꯤꯖꯤꯟꯅꯧ: ꯁꯦꯛꯌꯨꯔꯤꯇꯤꯒꯤ ꯑꯍꯦꯟꯕꯥ ꯂꯦꯌꯔ ꯑꯃꯥ ꯍꯥꯞꯆꯤꯟꯅꯕꯥ ꯅꯍꯥꯛꯀꯤ ꯑꯦꯀꯥꯎꯟꯠꯁꯤꯡꯗꯥ ꯑꯅꯤ ꯐꯦꯛꯇꯔ ꯑꯣꯊꯦꯟꯇꯤꯀꯦꯁꯟ ꯏꯅꯦꯕꯜ ꯇꯧ꯫ ꯃꯁꯤꯅꯥ ꯂꯣꯒ ꯏꯟ ꯇꯧꯅꯕꯒꯤꯗꯃꯛꯇꯥ ꯅꯍꯥꯛꯀꯤ ꯄꯥꯁꯋꯥꯔꯗꯀꯤ ꯃꯊꯛꯇꯥ, ꯅꯍꯥꯛꯀꯤ ꯐꯣꯟ ꯅꯠꯇꯔꯒꯥ ꯑꯇꯣꯞꯄꯥ ꯗꯤꯚꯥꯏꯁ ꯑꯃꯗꯒꯤ ꯀꯣꯗ ꯑꯃꯥ ꯃꯊꯧ ꯇꯥꯏ꯫ ꯄꯔꯁꯣꯅꯦꯜ ꯏꯟꯐꯣꯔꯃꯦꯁꯟ ꯁꯦꯌꯔ ꯇꯧꯕꯥ ꯂꯤꯃꯤꯠ ꯇꯧꯕꯥ: ꯅꯍꯥꯛꯅꯥ ꯑꯣꯟꯂꯥꯏꯟꯗꯥ ꯁꯦꯌꯔ ꯇꯧꯔꯤꯕ ꯄꯔꯁꯣꯅꯦꯜ ꯏꯟꯐꯣꯔꯃꯦꯁꯟ ꯑꯗꯨꯒꯤ ꯃꯇꯥꯡꯗꯥ ꯆꯦꯛꯁꯤꯟꯒꯗꯕꯅꯤ꯫ ꯅꯍꯥꯛꯅ ꯏꯟꯐꯣꯔꯃꯦꯁꯟ ꯍꯦꯟꯅ ꯁꯦꯌꯔ ꯇꯧꯔꯕꯗꯤ, ꯀꯅꯥꯒꯨꯝꯕ ꯑꯃꯅꯥ ꯅꯍꯥꯛꯀꯤ ꯑꯥꯏꯗꯦꯟꯇꯤꯇꯤ ꯍꯨꯔꯥꯟꯕꯥ ꯅꯠꯇꯔꯒ ꯅꯍꯥꯛꯀꯤ ꯑꯦꯀꯥꯎꯟꯇꯁꯤꯡꯗ ꯑꯦꯛꯁꯦꯁ ꯇꯧꯕ ꯍꯦꯟꯅ ꯂꯥꯏꯒꯅꯤ꯫ ꯑꯄꯨꯟꯕꯥ ꯑꯣꯏꯅꯥ, ꯅꯍꯥꯛꯀꯤ ꯀꯝꯄꯌꯨꯇꯔ ꯑꯗꯨ ꯁꯤꯖꯤꯟꯅꯔꯤꯉꯩꯗ ꯆꯦꯛꯁꯤꯟꯅꯥ ꯂꯩꯌꯨ ꯑꯃꯁꯨꯡ ꯅꯍꯥꯛꯀꯤ ꯀꯝꯄꯌꯨꯇꯔ ꯑꯃꯁꯨꯡ ꯄꯔꯁꯣꯅꯦꯜ ꯏꯟꯐꯣꯔꯃꯦꯁꯟ ꯑꯗꯨ ꯁꯦꯐ ꯑꯣꯏꯅ ꯊꯝꯅꯕꯒꯤꯗꯃꯛ ꯅꯍꯥꯛꯀꯤ ꯁꯦꯛꯌꯨꯔꯤꯇꯤꯒꯤ ꯊꯧꯔꯥꯡꯁꯤꯡ ꯑꯗꯨ ꯆꯥꯡ ꯅꯥꯏꯅꯥ ꯔꯤꯚꯤꯌꯨ ꯑꯃꯁꯨꯡ ꯑꯞꯗꯦꯠ ꯇꯧ꯫ ꯑꯅꯧꯕꯥ ꯕ꯭ꯔꯦꯗ ꯄꯤꯠ ꯃꯨꯚꯤꯒꯤꯗꯃꯛ ꯔꯤꯚꯤꯌꯨ ꯑꯃꯥ ꯀꯝꯄꯣꯖ ꯇꯧꯕꯤꯌꯨ꯫ ꯑꯅꯧꯕꯥ ꯕ꯭ꯔꯦꯗ ꯄꯤꯠ ꯃꯨꯚꯤ ꯑꯁꯤ ꯌꯥꯝꯅꯥ ꯊꯋꯥꯏ ꯌꯥꯎꯕ ꯑꯦꯛꯁꯟ, ꯊꯋꯥꯏ ꯌꯥꯎꯕ ꯋꯥꯔꯤ ꯂꯤꯕꯥ, ꯑꯃꯁꯨꯡ ꯃꯁꯤꯒꯤ ꯂꯤꯗ ꯁ꯭ꯇꯥꯔꯗꯒꯤ ꯀꯥꯎꯔꯣꯏꯗꯕ ꯄꯔꯐꯣꯃꯦꯟꯁ ꯑꯃꯅ ꯊꯜꯂꯕꯥ ꯊꯋꯥꯏ ꯌꯥꯎꯕꯥ ꯁꯤꯅꯦꯃꯥꯒꯤ ꯑꯦꯛꯁꯄꯔꯤꯌꯦꯟꯁ ꯑꯃꯅꯤ꯫ ꯄꯤꯠꯅꯥ ꯍꯧꯖꯤꯛ ꯐꯥꯎꯕꯒꯤ ꯃꯍꯥꯛꯀꯤ ꯈ꯭ꯋꯥꯏꯗꯒꯤ ꯐꯕꯥ ꯊꯧꯗꯥꯡꯁꯤꯡꯒꯤ ꯃꯅꯨꯡꯗꯥ ꯑꯃꯥ ꯄꯤꯔꯤ, ꯃꯍꯥꯛꯅꯥ ꯍꯧꯔꯛꯄꯗꯒꯤ ꯂꯣꯏꯔꯛꯄꯐꯥꯎꯕꯥ ꯁ꯭ꯀꯔꯤꯟꯕꯨ ꯀꯝꯃꯥꯟꯗ ꯇꯧꯔꯤꯕꯥ ꯀꯝꯄꯂꯦꯛꯁ ꯑꯃꯁꯨꯡ ꯗꯥꯏꯅꯥꯃꯤꯛ ꯑꯣꯏꯕ ꯀꯦꯔꯦꯛꯇꯔ ꯑꯃꯥ ꯍꯩꯊꯣꯏ-ꯁꯤꯡꯊꯣꯏꯅꯥ ꯎꯠꯂꯤ꯫ ꯁꯤꯅꯦꯃꯥꯇꯣꯒ꯭ꯔꯥꯐꯤ ꯑꯁꯤ ꯊꯣꯏꯗꯣꯛ ꯍꯦꯟꯗꯣꯛꯄꯥ ꯑꯃꯅꯤ, ꯐꯤꯂꯝ ꯑꯁꯤꯒꯤ ꯑꯀꯪꯕꯥ ꯏꯅꯔꯖꯤ ꯑꯃꯁꯨꯡ ꯏꯃꯣꯁꯟ ꯑꯁꯤ ꯐ꯭ꯔꯦꯝ ꯈꯨꯗꯤꯡꯃꯛꯀꯥ ꯂꯣꯏꯅꯅꯥ ꯂꯧꯁꯤꯜꯂꯤ꯫ ꯃꯥꯏꯀꯩ ꯑꯁꯤ ꯑꯆꯧꯕꯥ ꯑꯃꯅꯤ, ꯑꯁꯣꯏ-ꯑꯉꯥꯝ ꯌꯥꯎꯗꯅ ꯏꯟꯇꯔꯣꯁ꯭ꯄꯦꯛꯁꯟ ꯑꯃꯁꯨꯡ ꯆꯔꯤꯇꯔ ꯁꯦꯝꯒꯠꯄꯒꯤ ꯊꯨꯅꯥ ꯌꯥꯡꯅꯥ ꯃꯣꯃꯦꯟꯇꯝꯁꯤꯡꯒ ꯂꯣꯏꯅꯅꯥ ꯏꯟꯇꯦꯟꯁꯟ ꯑꯦꯛꯁꯟ ꯁꯤꯛꯕꯦꯟꯁꯁꯤꯡ ꯄꯨꯟꯅ ꯁꯦꯝꯈꯤ꯫ ꯑꯄꯨꯟꯕ ꯑꯣꯏꯅ ꯕ꯭ꯔꯗ ꯄꯤꯠꯀꯤ ꯈ꯭ꯋꯥꯏꯗꯒꯤ ꯅꯧꯕ ꯑꯣꯐꯔ ꯑꯁꯤ ꯌꯥꯎꯗꯕꯥ ꯌꯥꯔꯣꯏ꯫ ꯃꯁꯤꯒꯤ ꯄꯨꯛꯅꯤꯡ ꯆꯤꯡꯁꯤꯟꯅꯤꯡꯉꯥꯏ ꯑꯣꯏꯕ ꯄ꯭ꯂꯠ, ꯃꯥꯁ꯭ꯇꯔꯐꯨꯜ ꯐꯤꯂꯝ ꯃꯦꯀꯤꯡ, ꯑꯃꯁꯨꯡ ꯁ꯭ꯇꯦꯟꯗꯑꯥꯎꯠ ꯄꯔꯐꯣꯃꯦꯟꯁꯁꯤꯡ ꯑꯁꯤꯅ ꯑꯦꯛꯁꯟ, ꯗ꯭ꯔꯃꯥ ꯑꯃꯁꯨꯡ ꯇꯁꯦꯡꯕꯗꯤ, ꯏꯃꯤꯇꯦꯕꯜ ꯕ꯭ꯔꯦꯗ ꯄꯤꯠꯀꯤ ꯐꯦꯟꯁꯤꯡꯒꯤꯗꯃꯛꯇꯥ ꯌꯦꯡꯕꯥ ꯌꯥꯕꯥ ꯑꯃꯅꯤ꯫